ꯄꯥꯎꯗꯒꯤ ꯃꯔꯤ ꯂꯩꯅꯕꯥ ꯊꯧꯗꯣꯛ ꯑꯍꯨꯝ ꯈꯟꯅꯕꯤꯌꯨ꯫ ꯍꯞꯇꯥ ꯑꯁꯤꯒꯤ ꯃꯅꯨꯡꯗꯥ ꯌꯨꯅꯥꯏꯇꯦꯗ ꯅꯦꯁꯟꯅꯥ ꯑꯍꯥꯟꯕꯥ ꯑꯣꯅꯂꯥꯏꯟ ꯃꯤꯐꯝ ꯄꯥꯡꯊꯣꯛꯈꯤ, ꯅꯦꯠꯐ꯭ꯂꯤꯛꯁꯅꯥ ꯑꯅꯧꯕꯥ ꯁ꯭ꯠꯔꯤꯃꯤꯡ ꯁꯔꯚꯤꯁꯁꯤꯡ ꯂꯥꯎꯊꯣꯛꯈꯤ, ꯑꯃꯁꯨꯡ ꯌꯨꯅꯥꯠꯇꯦ ꯁ꯭ꯇꯦꯛꯁꯀꯤ ꯔꯥꯁ꯭ꯇꯔꯄꯇꯤꯒꯤ ꯃꯤꯈꯜ ꯌꯩꯊꯣꯛꯈꯤ꯫ ꯍꯦꯜꯊꯀꯦꯌꯔꯒꯤ ꯂꯝꯗꯥ ꯑꯔꯇꯤꯐꯤꯁꯦꯜ ꯏꯟꯇꯦꯜꯂꯤꯖꯦꯟꯕꯨ ꯀꯔꯝꯅꯥ ꯁꯤꯖꯤꯟꯅꯔꯤꯕꯒꯦ ꯍꯥꯏꯕꯒꯤ ꯈꯨꯗꯝ ꯑꯃꯥ ꯄꯤꯌꯨ꯫ ꯍꯦꯜꯊꯀꯦꯌꯔꯗꯥ ꯑꯔꯇꯤꯐꯤꯁꯦꯜ ꯏꯟꯇꯦꯜꯂꯤꯖꯦꯟꯒꯤ ꯁꯤꯖꯤꯟꯅꯕꯒꯤ ꯈꯨꯗꯝ ꯑꯃꯗꯤ ꯂꯥꯏꯅꯥꯁꯤꯡ ꯉꯟꯅꯥ ꯈꯪꯗꯣꯛꯄꯥ ꯑꯃꯁꯨꯡ ꯂꯥꯌꯦꯡꯅꯕꯥ ꯄ꯭ꯔꯤꯗꯤꯛꯇꯤꯚ ꯃꯣꯗꯦꯜꯁꯤꯡ ꯁꯦꯝꯒꯠꯄꯅꯤ꯫ ꯈꯨꯗꯝ ꯑꯣꯏꯅꯥ, ꯔꯤꯁꯔꯆꯔꯁꯤꯡꯅꯥ ꯏꯂꯦꯛꯠꯔꯣꯅꯤꯛ ꯍꯦꯜꯊ ꯔꯦꯀꯣꯔꯗ, ꯏꯃꯦꯖꯤꯡ ꯗꯦꯇꯥ, ꯑꯃꯁꯨꯡ ꯇꯦꯁ꯭ꯇꯀꯤ ꯔꯤꯖꯜꯇꯁꯤꯡ ꯌꯥꯎꯅꯥ ꯄꯦꯁꯦꯟꯇꯁꯤꯡꯒꯤ ꯃꯦꯗꯤꯀꯦꯜ ꯗꯦꯇꯥꯒꯤ ꯑꯆꯧꯕꯥ ꯁꯦꯠꯁꯤꯡ ꯑꯦꯅꯥꯂꯥꯏꯖ ꯇꯧꯅꯕꯥ ꯑꯍꯣꯡꯕꯥ ꯃꯦꯁꯤꯟ ꯂꯔꯅꯤꯡ ꯇꯦꯛꯅꯤꯛꯁꯤꯡ ꯁꯤꯖꯤꯟꯅꯔꯤ꯫ ꯍꯥꯏꯔꯤꯕꯥ ꯄ꯭ꯔꯤꯗꯤꯛꯇꯤꯚ ꯃꯣꯗꯦꯜꯁꯤꯡ ꯑꯁꯤꯅꯥ ꯃꯤꯑꯣꯏꯕꯒꯤ ꯐꯤꯖꯤꯁꯤꯌꯟꯁꯤꯡꯅꯥ ꯈꯪꯗꯣꯛꯄꯥ ꯉꯝꯗꯕꯥ ꯄꯦꯇꯔꯅꯁꯤꯡ ꯑꯃꯁꯨꯡ ꯀꯣꯔꯤꯑꯦꯂꯦꯁꯟꯁꯤꯡ ꯈꯪꯗꯣꯛꯄꯥ ꯉꯝꯃꯤ, ꯃꯁꯤꯅꯥ ꯍꯥꯔꯇꯀꯤ ꯂꯥꯏꯅꯥ, ꯀꯦꯟꯁꯔ, ꯑꯃꯁꯨꯡ ꯀ꯭ꯔꯣꯅꯤꯛ ꯂꯥꯏꯅꯥꯒꯨꯝꯕ ꯀꯟꯗꯤꯁꯟꯁꯤꯡꯒꯤꯗꯃꯛꯇꯥ ꯉꯟꯅꯥ ꯆꯦꯛꯁꯤꯟꯅꯕ ꯄꯤꯕꯥ ꯁꯤꯁ꯭ꯇꯦꯝ ꯑꯃꯥ ꯄꯤꯔꯤ꯫ ꯑꯀꯛꯅꯕꯥ ꯈꯨꯗꯝ ꯑꯃꯗꯤ ꯒꯨꯒꯜꯅꯥ ꯁꯦꯝꯒꯠꯄꯥ ꯑꯔꯇꯤꯐꯤꯁꯦꯜ ꯏꯟꯇꯦꯜꯂꯤꯖꯦꯟ ꯃꯣꯗꯦꯜ ꯑꯁꯤ ꯔꯦꯇꯤꯅꯥꯒꯤ ꯏꯃꯦꯖꯁꯤꯡꯒꯤ ꯑꯆꯧꯕꯥ ꯗꯦꯇꯥꯁꯦꯠ ꯑꯃꯗꯥ ꯇ꯭ꯔꯦꯟ ꯇꯧꯈꯤ ꯑꯃꯁꯨꯡ ꯃꯁꯤꯅꯥ ꯀꯟꯗꯤꯁꯟ ꯑꯁꯤꯒꯤ ꯇꯣꯏꯅꯥ ꯊꯣꯛꯄꯥ ꯈꯨꯗꯝꯁꯤꯡ ꯑꯆꯨꯝꯕꯥ ꯃꯑꯣꯡꯗꯥ ꯈꯪꯗꯣꯛꯄꯥ ꯉꯝꯃꯤ, ꯃꯁꯤꯅꯥ ꯃꯇꯝ ꯆꯥꯅꯥ ꯂꯥꯌꯦꯡꯕꯥ ꯑꯃꯁꯨꯡ ꯏꯟꯇꯔꯚꯦꯟꯁꯟ ꯇꯧꯕ ꯌꯥꯍꯜꯂꯤ꯫ ꯑꯄꯨꯟꯕꯥ ꯑꯣꯏꯅꯥ, ꯍꯦꯜꯊꯀꯦꯌꯔꯗꯥ ꯑꯔꯇꯤꯐꯤꯁꯦꯜ ꯏꯟꯇꯦꯜꯂꯤꯖꯦꯟꯅꯥ ꯑꯅꯥꯕꯁꯤꯡꯒꯤ ꯐꯂꯁꯤꯡ ꯐꯒꯠꯍꯟꯅꯕꯥ, ꯗꯥꯏꯒ꯭ꯅꯣꯁ꯭ꯇꯤꯛ ꯑꯦꯔꯥꯔꯁꯤꯡ ꯍꯟꯊꯍꯟꯅꯕꯥ ꯑꯃꯁꯨꯡ ꯍꯦꯟꯅꯥ ꯏꯐꯤꯁꯤꯌꯦꯟꯇ ꯑꯃꯁꯨꯡ ꯄꯔꯁꯣꯅꯦꯂꯥꯏꯖ ꯇꯧꯔꯕꯥ ꯀꯦꯌꯔ ꯄꯤꯅꯕꯥ ꯁꯤꯖꯤꯟꯅꯔꯤ꯫